ꯁꯔ ꯑꯦꯟꯊꯣꯅꯤ ꯕꯥꯔꯅꯁ ꯑꯦꯠꯀꯤꯟꯁꯟ ꯑꯦꯐ. ꯕꯤ. ꯑꯦ. ꯑꯁꯤ ꯕ꯭ꯔꯤꯇꯤꯁꯀꯤ ꯏꯀꯣꯅꯣꯃꯤꯁꯠ ꯑꯃꯥ ꯑꯣꯏꯔꯝꯃꯤ꯫ ꯂꯟꯗꯟ ꯁ꯭ꯀꯨꯜ ꯑꯣꯐ ꯏꯀꯣꯅꯣꯃꯤꯛꯁꯇꯥ ꯁꯦꯟꯇꯤꯅꯤꯌꯔ ꯄ꯭ꯔꯣꯐꯦꯁꯔ ꯑꯃꯥ ꯑꯣꯏꯔꯝꯃꯤ, ꯑꯃꯁꯨꯡ ꯅꯨꯐꯤꯜꯗ ꯀꯣꯂꯦꯖ, ꯑꯣꯛꯁꯐꯣꯔꯗꯀꯤ ꯁꯦꯅꯤꯌꯔ ꯔꯤꯁꯔꯆ ꯐꯦꯂꯣ ꯑꯃꯥ ꯑꯣꯏꯔꯝꯃꯤ꯫ ꯖꯦꯝꯁ ꯃꯤꯗꯀꯤ ꯃꯍꯩꯔꯣꯏ ꯑꯃꯥ ꯑꯣꯏꯅꯥ ꯑꯦꯠꯀꯤꯟꯁꯟꯅꯥ ꯌꯥꯝꯅꯥ ꯊꯨꯅ ꯌꯥꯡꯅꯥ ꯃꯥꯟꯅꯕ ꯑꯃꯁꯨꯡ ꯂꯥꯏꯔꯕꯒꯤ ꯃꯇꯥꯡꯗ ꯊꯤꯖꯤꯟꯕꯒꯤ ꯃꯣꯗ꯭ꯔꯟ ꯕ꯭ꯔꯤꯇꯤꯁꯀꯤ ꯂꯝ ꯂꯤꯡꯈꯠꯈꯤ꯫ ꯃꯍꯥꯛꯅꯥ ꯆꯍꯤ ꯇꯔꯥꯒꯤ ꯈꯨꯖꯤꯡ ꯃꯔꯤ ꯍꯦꯟꯅꯥ ꯃꯥꯟꯅꯕꯥ ꯂꯩꯇꯕꯥ ꯑꯃꯁꯨꯡ ꯂꯥꯏꯔꯕꯒꯤ ꯃꯇꯥꯡꯗꯥ ꯊꯕꯛ ꯇꯧꯈꯤ꯫ ꯑꯦꯖꯨꯀꯦꯁꯟ ꯑꯃꯁꯨꯡ ꯀꯦꯔꯤꯌꯔ ꯑꯦꯠꯀꯤꯟꯁꯟ ꯏꯪꯂꯦꯟꯗꯒꯤ ꯉꯝꯈꯩꯒꯤ ꯃꯅꯥꯛꯇ ꯂꯩꯕꯥ ꯈꯥ ꯊꯪꯕꯥ ꯋꯦꯜꯁꯀꯤ ꯁꯍꯔ ꯑꯃꯥ ꯑꯣꯏꯔꯤꯕ ꯀꯦꯌꯔꯂꯤꯌꯟꯗꯥ ꯄꯣꯛꯈꯤ꯫ ꯑꯦꯠꯀꯤꯟꯁꯟ ꯑꯁꯤ ꯅꯣꯡꯄꯣꯛ ꯊꯪꯕꯥ ꯀꯦꯜꯠꯇꯥ ꯆꯥꯎꯔꯛꯈꯤ ꯑꯃꯁꯨꯡ ꯀ꯭ꯔꯦꯟꯕ꯭ꯔꯨꯛ ꯁ꯭ꯀꯨꯜꯗꯥ ꯇꯝꯈꯤ꯫ ꯆꯍꯤ ꯇꯔꯥ ꯇꯔꯦꯠ ꯁꯨꯔꯛꯄꯗꯥ ꯁ꯭ꯀꯨꯜ ꯊꯥꯗꯣꯛꯂꯕ ꯃꯇꯨꯡꯗ ꯃꯍꯥꯛꯅꯥ ꯏꯟꯇꯔꯅꯦꯁꯅꯦꯜ ꯕꯤꯖꯤꯅꯦꯁ ꯃꯦꯆꯤꯟꯁ ꯀꯣꯔꯄꯣꯔꯦꯁꯟ ꯆꯍꯤ ꯑꯃꯒꯤ ꯃꯇꯨꯡꯗ ꯃꯍꯥꯛ ꯆꯠꯈꯤ ꯑꯃꯁꯨꯡ ꯁꯍꯔꯒꯤ ꯁꯣꯠꯊꯔꯕ ꯁꯔꯨꯛ ꯑꯃꯗꯥ ꯂꯩꯕꯥ ꯍꯣꯁꯄꯤꯇꯥꯜ ꯑꯃꯗꯥ ꯚꯣꯂꯨꯟꯇꯔꯤ ꯑꯣꯏꯅꯥ ꯊꯕꯛ ꯇꯧꯅꯕꯥ ꯍꯝꯕꯨꯛꯇꯥ ꯆꯠꯈꯤ꯫ ꯃꯍꯥꯛꯅꯥ ꯃꯥꯟꯅꯕꯥ ꯂꯩꯇꯕꯗꯥ ꯃꯍꯥꯛꯀꯤ ꯄꯨꯛꯅꯤꯡ ꯆꯪꯕ ꯑꯁꯤ ꯖꯔꯃꯅꯤꯒꯤ ꯍꯣꯁꯄꯤꯇꯥꯜ ꯑꯃꯗꯥ ꯚꯣꯂꯨꯟꯇꯔꯤ ꯑꯣꯏꯅꯥ ꯊꯕꯛ ꯇꯧꯕ ꯑꯃꯥ ꯑꯣꯏꯅꯥ ꯃꯇꯝ ꯑꯁꯤꯗꯒꯤ ꯍꯧꯔꯒꯥ ꯑꯃꯁꯨꯡ ꯄꯤꯇꯔ ꯇꯥꯎꯟꯁꯦꯟꯗꯒꯤ ꯊꯕꯛꯁꯤꯡ ꯇꯝꯈꯤꯕꯗꯒꯤ ꯍꯧꯔꯛꯄꯅꯤ ꯍꯥꯏꯅꯥ ꯄꯟꯈꯤ꯫ ꯆꯍꯤ ꯑꯃꯥ ꯃꯦꯊꯃꯦꯇꯤꯛꯁ ꯇꯝꯂꯕ ꯃꯇꯨꯡꯗ ꯃꯍꯥꯛ ꯏꯀꯣꯅꯣꯃꯤꯛꯁꯇꯥ ꯍꯣꯡꯂꯛꯈꯤ ꯑꯃꯁꯨꯡ ꯂꯤꯁꯤꯡ ꯑꯃ ꯆꯃꯥꯄꯟ ꯍꯨꯝꯐꯨ ꯇꯔꯨꯛꯇ ꯀꯦꯝꯕ꯭ꯔꯤꯖ ꯌꯨꯅꯤꯚꯔꯁꯤꯇꯤꯗꯒꯤ ꯑꯍꯥꯟꯕꯥ ꯊꯥꯛꯀꯤ ꯗ꯭ꯔꯤꯒꯤ ꯑꯃꯥ ꯂꯧꯈꯤ꯫ ꯃꯗꯨꯒꯤ ꯃꯇꯨꯡꯗ ꯃꯍꯥꯛꯅꯥ ꯃꯥꯁꯆꯦꯔꯤꯇꯤ ꯏꯟꯁꯇꯤꯇ꯭ꯌꯨꯠ ꯑꯣꯐ ꯇꯦꯛꯅꯣꯂꯣꯖꯤꯗꯥ ꯃꯇꯝ ꯀꯥꯏꯊꯣꯛꯈꯤ꯫